ꯍꯥꯌꯔ ꯁ꯭ꯀꯨꯜꯒꯤ ꯃꯍꯩꯔꯣꯢ ꯑꯃꯒꯤꯗꯃꯛ ꯃꯁꯛ ꯊꯣꯛꯄ ꯅꯨꯃꯤꯠ ꯑꯃ ꯁꯦꯝꯒꯠꯄ ꯫ ꯍꯥꯌꯔ ꯁ꯭ꯀꯨꯜꯒꯤ ꯃꯍꯩꯔꯣꯢ ꯑꯃꯒꯤ ꯃꯁꯛ ꯊꯣꯛꯄ ꯅꯨꯃꯤꯠ ꯑꯃ ꯃꯈꯥꯗ ꯄꯤꯔꯤꯕ ꯑꯁꯤꯒꯨꯝꯅ ꯎꯕ ꯐꯪꯏ: ꯑꯌꯨꯛꯀꯤ ꯄꯨꯡ ꯁꯤꯛꯁ ꯊꯥꯔꯇꯤ ꯃꯍꯩꯔꯣꯢ ꯑꯗꯨꯒꯤ ꯑꯦꯂꯥꯔꯝ ꯑꯗꯨ ꯁꯣꯛꯂꯤ, ꯃꯁꯤꯅ ꯑꯅꯧꯕ ꯅꯨꯃꯤꯠ ꯑꯃ ꯍꯧꯔꯛꯄꯒꯤ ꯁꯤꯒꯅꯦꯜ ꯑꯃ ꯄꯤ꯫ ꯃꯈꯣꯌꯅ ꯐꯃꯨꯡꯗꯒꯤ ꯊꯣꯔꯛꯏ, ꯃꯈꯣꯌꯒꯤ ꯃꯈꯨꯠ ꯁꯦꯡꯗꯣꯛꯏ ꯑꯃꯁꯨꯡ ꯁ꯭ꯀꯨꯜꯗ ꯆꯠꯂꯤ꯫ ꯑꯌꯨꯛꯀꯤ ꯄꯨꯡ ꯇꯔꯦꯠꯗꯥ ꯅꯨꯃꯤꯗꯥꯡꯒꯤ ꯆꯥꯛꯂꯦꯟ ꯄꯤꯖꯩ, ꯃꯍꯧꯁꯥꯅ ꯁꯤꯔꯤꯑꯦꯜ ꯅꯠꯇ꯭ꯔꯒ ꯇꯣꯁ꯭ꯇꯒꯨꯝꯕ ꯊꯨꯅꯥ ꯌꯥꯡꯅ ꯆꯠꯄꯥ ꯄꯣꯠꯁꯛ ꯑꯃꯅꯤ꯫ ꯃꯍꯩꯔꯣꯏ ꯑꯗꯨꯅ ꯅꯨꯃꯤꯠ ꯑꯗꯨꯒꯤ ꯃꯈꯣꯌꯒꯤ ꯁꯦꯗ꯭ꯌꯨꯜ ꯑꯗꯨ ꯌꯦꯡꯁꯤꯜꯂꯤ ꯑꯃꯁꯨꯡ ꯃꯈꯣꯌꯒꯤ ꯕꯦꯀꯄꯦꯛ ꯑꯗꯨ ꯃꯊꯧ ꯇꯥꯕ ꯂꯥꯏꯔꯤꯀꯛꯁꯤꯡ ꯑꯃꯁꯨꯡ ꯃꯆꯥꯛꯁꯤꯡꯒ ꯂꯣꯌꯅꯅ ꯄꯦꯛ ꯇꯧꯗꯨꯅ ꯆꯥꯔꯤ꯫ ꯑꯌꯨꯛꯀꯤ ꯄꯨꯡ ꯇꯔꯦꯠ ꯃꯈꯥꯢ ꯗꯥ: ꯃꯍꯩꯔꯣꯏ ꯑꯗꯨꯅ ꯁ꯭ꯀꯨꯜꯗ ꯆꯠꯂꯤ, ꯃꯁꯤ ꯕꯁꯇ ꯆꯠꯅꯕꯥ, ꯈꯣꯡꯅ ꯆꯠꯄ, ꯕꯥꯏꯛ ꯊꯧꯕ ꯅꯠꯇ꯭ꯔꯒ ꯃꯃꯥ-ꯃꯄꯥ ꯅꯠꯇ꯭ꯔꯒꯥ ꯒꯥꯔꯖꯤꯌꯥꯟ ꯑꯃꯗꯒꯤ ꯔꯥꯏꯗ ꯂꯧꯕ ꯌꯥꯏ꯫ ꯁ꯭ꯀꯨꯜ ꯍꯧꯒꯅꯤ, ꯑꯃꯁꯨꯡ ꯃꯍꯩꯔꯣꯌ ꯑꯗꯨꯅꯥ ꯅꯨꯃꯤꯠ ꯑꯗꯨꯒꯤ ꯃꯈꯣꯌꯒꯤ ꯑꯍꯥꯟꯕ ꯀ꯭ꯂꯥꯁꯇ ꯇꯝꯂꯤ꯫ ꯑꯌꯨꯛ ꯄꯨꯡ ꯅꯤꯄꯥꯜ ꯇꯥꯕꯗ ꯃꯈꯣꯌꯅ ꯀ꯭ꯂꯥꯁ ꯀꯌꯥꯗ ꯇꯝꯂꯤ, ꯅꯣꯠ ꯂꯧꯏ, ꯈꯟꯅ-ꯅꯩꯅꯕꯗ ꯁꯔꯨꯛ ꯌꯥꯔꯤ ꯑꯃꯁꯨꯡ ꯑꯦꯁꯥꯏꯟꯃꯦꯟꯇꯁꯤꯡꯗ ꯊꯕꯛ ꯇꯧꯏ꯫ ꯅꯨꯃꯤꯗꯥꯡꯒꯤ ꯃꯇꯝ ꯌꯧꯔꯛꯏ, ꯑꯃꯁꯨꯡ ꯃꯍꯩꯔꯣꯏ ꯑꯗꯨꯅ ꯃꯈꯣꯌꯒꯤ ꯃꯔꯨꯞꯁꯤꯡꯒ ꯂꯣꯌꯅꯅꯥ ꯆꯥꯛ ꯆꯥꯅꯕ ꯀꯦꯐꯦꯇꯦꯔꯤꯌꯝꯗ ꯆꯠꯂꯤ꯫ ꯃꯈꯣꯌꯅ ꯍꯧꯖꯤꯛ ꯐꯥꯑꯣꯕꯒꯤ ꯃꯈꯣꯌꯒꯤ ꯅꯨꯃꯤꯠ ꯑꯗꯨꯒꯤ ꯃꯇꯥꯡꯗ ꯋꯥꯔꯤ ꯁꯥꯅꯩ ꯑꯃꯁꯨꯡ ꯁ꯭ꯀꯨꯜꯒꯤ ꯃꯇꯨꯡꯗ ꯊꯧꯔꯥꯡ ꯇꯧꯏ꯫ ꯅꯨꯃꯤꯗꯥꯡꯒꯤ ꯀ꯭ꯂꯥꯁꯁꯤꯡ ꯍꯧꯏ, ꯑꯃꯁꯨꯡ ꯃꯍꯩꯔꯣꯏ ꯑꯗꯨꯅ ꯃꯈꯣꯌꯒꯤ ꯂꯥꯏꯔꯤꯛ ꯇꯝꯕ ꯑꯃꯨꯛ ꯍꯟꯅ ꯍꯧꯏ꯫ ꯃꯈꯣꯌꯒꯤ ꯀ꯭ꯂꯥꯁ ꯑꯃꯗ ꯂꯦꯕ ꯑꯃ, ꯄ꯭ꯔꯖꯦꯟꯇꯦꯁꯟ ꯑꯃ ꯅꯠꯇ꯭ꯔꯒꯥ ꯇꯦꯁ꯭ꯠ ꯑꯃ ꯂꯩꯕ ꯌꯥꯏ꯫ ꯑꯔꯣꯏꯕ ꯕꯦꯜ ꯁꯣꯛꯂꯤ, ꯃꯁꯤꯅ ꯁ꯭ꯀꯨꯜꯒꯤ ꯅꯨꯃꯤꯠ ꯂꯣꯏꯔꯛꯄꯒꯤ ꯁꯤꯒꯅꯦꯜ ꯄꯤꯔꯤ꯫ ꯃꯍꯩꯔꯣꯌ ꯑꯗꯨꯅ ꯃꯈꯣꯌꯒꯤ ꯄꯣꯠꯆꯩꯁꯤꯡ ꯈꯣꯝꯖꯤꯜꯂꯒ ꯌꯨꯝꯗ ꯆꯠꯂꯤ꯫ ꯌꯨꯝꯗ ꯌꯧꯔꯛꯄ ꯃꯇꯝꯗ ꯃꯍꯩꯔꯣꯏ ꯑꯗꯨꯅ ꯅꯨꯃꯤꯠ ꯑꯗꯨꯗꯒꯤ ꯅꯨꯡꯉꯥꯏꯅ ꯂꯩꯅꯕ ꯕ꯭ꯔꯦꯛ ꯑꯃ ꯂꯧꯏ꯫ ꯃꯈꯣꯌꯅ ꯇꯤꯚꯤ ꯌꯦꯡꯕ, ꯚꯤꯗꯤꯑꯣ ꯒꯦꯝ ꯁꯥꯟꯅꯕꯥ ꯅꯠꯇ꯭ꯔꯒ ꯁꯣꯁꯤꯌꯦꯜ ꯃꯤꯗꯤꯌꯥꯗ ꯃꯇꯝ ꯀꯥꯌꯊꯣꯜꯄ ꯌꯥꯏ꯫ ꯍꯣꯝ ꯋꯥꯔꯛ ꯇꯧꯕꯒꯤ ꯃꯇꯝ ꯍꯧꯏ, ꯑꯃꯁꯨꯡ ꯃꯍꯩꯔꯣꯏ ꯑꯗꯨꯅ ꯂꯥꯛꯀꯗꯧꯔꯤꯕ ꯇꯦꯁ꯭ꯇꯁꯤꯡꯒꯤꯗꯃꯛ ꯑꯦꯁꯥꯏꯟꯃꯦꯟꯇꯁꯤꯡ ꯑꯃꯁꯨꯡ ꯁ꯭ꯇꯗꯤꯁꯤꯡꯒꯤ ꯊꯕꯛ ꯇꯧꯏ꯫ ꯃꯈꯣꯌꯅ ꯄ꯭ꯔꯣꯖꯦꯛꯇꯁꯤꯡꯗ ꯊꯕꯛ ꯇꯧꯕꯁꯨ ꯌꯥꯏ ꯅꯠꯇ꯭ꯔꯒꯥ ꯒ꯭ꯔꯨꯞ ꯑꯦꯁꯥꯏꯟꯃꯦꯟꯇꯁꯤꯡꯗ ꯀ꯭ꯂꯥꯁꯃꯦꯠꯁꯤꯡꯒ ꯄꯨꯟꯅ ꯊꯕꯛ ꯇꯧꯃꯤꯟꯅꯕꯁꯨ ꯌꯥꯏ꯫ ꯅꯨꯃꯤꯗꯥꯡꯒꯤ ꯆꯥꯛꯆꯥ-ꯏꯊꯛ ꯄꯤꯔꯤ, ꯑꯃꯁꯨꯡ ꯃꯍꯩꯔꯣꯏ ꯑꯗꯨꯅ ꯃꯈꯣꯌꯒꯤ ꯏꯃꯨꯡꯒ ꯂꯣꯌꯅꯅꯥ ꯆꯥꯛ ꯆꯥꯕ꯫ ꯃꯈꯣꯌꯅ ꯃꯈꯣꯌꯒꯤ ꯅꯨꯃꯤꯠꯀꯤ ꯃꯔꯝꯗ ꯋꯥꯔꯤ ꯁꯥꯅꯩ, ꯑꯃꯁꯨꯡ ꯂꯥꯛꯀꯗꯧꯔꯤꯕ ꯊꯧꯔꯝ ꯅꯠꯇ꯭ꯔꯒ ꯊꯧꯔꯥꯡ ꯑꯃꯠꯇ ꯈꯟꯅꯩ꯫ ꯅꯨꯃꯤꯗꯥꯡꯒꯤ ꯆꯥꯛ ꯆꯥꯕ ꯂꯣꯏꯔꯕ ꯃꯇꯨꯡꯗ ꯃꯍꯩꯔꯣꯌ ꯑꯗꯨꯅ ꯃꯈꯣꯌꯒꯤ ꯂꯥꯏꯔꯤꯛ ꯇꯝꯕ ꯃꯈꯥ ꯆꯠꯊꯕ ꯌꯥꯏ, ꯅꯠꯇ꯭ꯔꯒꯥ ꯁꯥꯟꯅꯄꯣꯠ, ꯃ꯭ꯌꯨꯖꯤꯛ ꯅꯠꯇ꯭ꯔꯒꯥ ꯀ꯭ꯂꯕꯒꯨꯝꯕ ꯑꯦꯛꯁꯇ꯭ꯔꯥꯀꯔꯤꯀꯨꯂꯔ ꯑꯦꯛꯇꯤꯕꯤꯇꯤꯁꯤꯡꯗ ꯁꯔꯨꯛ ꯌꯥꯕ ꯌꯥꯏ꯫ ꯃꯍꯩꯔꯣꯌ ꯑꯗꯨꯅ ꯃꯈꯣꯌꯒꯤ ꯅꯨꯃꯤꯗꯥꯡꯒꯤ ꯊꯕꯛ ꯍꯧꯏ, ꯏꯁꯤꯡ ꯇꯨꯡꯁꯤꯟꯕ, ꯃꯈꯣꯌꯒꯤ ꯍꯥꯛꯆꯥꯡ ꯁꯦꯡꯗꯣꯛꯄ ꯑꯃꯁꯨꯡ ꯐꯃꯨꯡꯗ ꯁꯦꯝ ꯁꯥꯕ ꯍꯧꯏ꯫ ꯃꯈꯣꯌꯅ ꯃꯩ ꯊꯥꯗ꯭ꯔꯤꯉꯩ ꯃꯃꯥꯡꯗ ꯄꯥꯕ, ꯃ꯭ꯌꯨꯖꯤꯛ ꯇꯥꯕ ꯅꯠꯇ꯭ꯔꯒ ꯈꯔꯥ ꯅꯨꯡꯉꯥꯏꯅ ꯂꯩꯕ ꯌꯥꯏ꯫ ꯅꯨꯃꯤꯗꯥꯡ ꯄꯨꯡ ꯇꯔꯥꯗꯥ ꯃꯩ ꯊꯥꯗꯣꯛꯏ, ꯑꯃꯁꯨꯡ ꯃꯍꯩꯔꯣꯌ ꯑꯗꯨꯅ ꯑꯇꯣꯞꯄ ꯅꯨꯃꯤꯠ ꯑꯃ ꯇꯝꯕ ꯑꯃꯁꯨꯡ ꯆꯥꯎꯈꯠꯂꯛꯄꯒꯤꯗꯃꯛ ꯁꯦꯝ ꯁꯥꯅꯕ ꯑꯐꯕ ꯅꯨꯃꯤꯠꯀꯤ ꯅꯨꯡꯉꯥꯏꯕ ꯑꯃ ꯐꯪꯏ꯫